ꯖꯨꯅꯣꯅ ꯀꯥꯔꯊꯦꯖꯕꯨ ꯅꯨꯡꯁꯤꯈꯤꯌꯦ ꯑꯃꯁꯨꯡ ꯇꯨꯡꯒꯤ ꯔꯣꯝ ꯑꯃꯅ ꯃꯥꯡꯍꯟ ꯇꯥꯛꯍꯟꯕ ꯄꯥꯝꯈꯤꯗꯦ꯫ ꯑꯗꯨꯝ ꯑꯣꯏꯅꯃꯛ, ꯃꯍꯥꯛꯀꯤ ꯁꯥꯎꯕꯒꯤ ꯑꯅꯤꯁꯨꯕ ꯃꯔꯝ ꯑꯃ ꯂꯩꯈꯤ: ꯇ꯭ꯔꯣꯖꯟ ꯅꯤꯡꯊꯧꯃꯆꯥ ꯄꯦꯔꯤꯁꯅ ꯍꯦꯂꯦꯟꯕꯨ ꯍꯦꯟꯅ ꯐꯖꯩ ꯍꯥꯏꯅ ꯊꯥꯖꯕ, ꯑꯃꯁꯨꯡ ꯖꯨꯅꯣꯒꯤ ꯐꯖꯕ ꯑꯗꯨ ꯏꯀꯥꯏ ꯈꯨꯝꯅꯈꯤ ꯍꯥꯏꯕꯁꯤꯅꯤ꯫ ꯑꯗꯨꯅ, ꯖꯨꯅꯣꯒꯤ ꯃꯑꯣꯡ ꯃꯇꯧꯒꯤ ꯃꯇꯨꯡ ꯏꯟꯅ ꯑꯦꯅꯤꯌꯥꯁ ꯑꯃꯁꯨꯡ ꯃꯍꯥꯛꯀꯤ ꯃꯤꯑꯣꯏꯁꯤꯡꯅ ꯀꯥꯔꯊꯦꯖ ꯌꯧꯔꯛꯈꯤ ꯃꯐꯝ ꯑꯗꯨꯗ ꯃꯍꯥꯔꯥꯅꯤ ꯗꯤꯗꯣꯅ ꯑꯦꯅꯤꯌꯥꯁꯄꯨ ꯅꯨꯡꯁꯤꯈꯤ ꯑꯃꯁꯨꯡ ꯃꯍꯥꯛꯄꯨ ꯂꯩꯅꯕ ꯍꯥꯏꯖꯈꯤ꯫ ꯑꯗꯨꯝ ꯑꯣꯏꯅꯃꯛ, ꯇ꯭ꯔꯣꯖꯟ ꯂꯥꯟꯃꯤꯒꯤ ꯃꯃꯥ ꯚꯤꯅꯁꯀꯤ ꯑꯇꯣꯞꯄ ꯊꯧꯔꯥꯡꯁꯤꯡ ꯂꯩꯈꯤ꯫ ꯖꯨꯅꯣꯅ ꯍꯥꯏꯈꯤ, ꯗꯤꯗꯣꯕꯨ ꯇ꯭ꯔꯣꯖꯟꯒꯤ ꯃꯄꯨꯔꯣꯏꯕ ꯑꯃꯒꯤꯗꯃꯛ ꯃꯤꯅꯥꯏ ꯑꯣꯏꯍꯟꯕꯤꯌꯨ, ꯑꯃꯁꯨꯡ ꯇꯥꯏꯔꯦꯟꯁꯤꯡꯕꯨ ꯃꯍꯥꯛꯀꯤ ꯑꯎꯟꯄꯣꯠ ꯑꯣꯏꯅ ꯅꯍꯥꯛꯀꯤ ꯈꯨꯠꯇ ꯆꯪꯍꯟꯕꯤꯌꯨ꯫ ꯂꯥꯏꯔꯦꯝꯕꯤ ꯚꯤꯅꯁꯅ ꯃꯁꯤ ꯖꯨꯅꯣꯅ ꯇꯨꯡꯒꯤ ꯏꯇꯥꯂꯤꯒꯤ ꯅꯤꯡꯊꯧꯔꯣꯜ ꯂꯩꯕꯥꯛ ꯑꯗꯨ ꯌꯨꯝꯐꯝ ꯑꯣꯏꯍꯟꯅꯕ ꯄꯥꯟꯗꯝ ꯊꯝꯈꯤꯕ ꯑꯅꯤꯔꯛ ꯋꯥꯔꯤ ꯁꯥꯅꯕꯅꯤ ꯍꯥꯏꯕꯁꯤ ꯈꯪꯉꯤ꯫ ꯂꯥꯏꯔꯦꯝꯕꯤ ꯑꯅꯤꯒꯤ ꯃꯔꯛꯇ ꯌꯥꯅꯗꯕ ꯑꯗꯨ ꯍꯦꯟꯒꯠꯂꯛꯈꯤ꯫ ꯔꯣꯝꯒꯤꯗꯃꯛꯇ ꯂꯥꯏꯕꯛ ꯐꯕꯅꯤ, ꯑꯗꯨꯕꯨ ꯃꯍꯥꯔꯥꯅꯤ ꯗꯤꯗꯣꯒꯤꯗꯃꯛꯇ ꯂꯥꯏꯕꯛ ꯐꯠꯇꯕꯅ, ꯑꯦꯅꯤꯌꯥꯁꯄꯨ ꯃꯍꯥꯛꯀꯤ ꯂꯥꯏꯕꯛ ꯑꯗꯨ ꯇꯥꯏꯕꯪ ꯃꯄꯨ ꯃꯔꯀ꯭ꯌꯨꯔꯤꯅ ꯅꯤꯡꯁꯤꯡꯍꯟꯈꯤ꯫ ꯃꯍꯥꯛꯅ ꯀꯥꯔꯊꯦꯖ ꯊꯥꯗꯣꯛꯇꯨꯅ ꯁꯤꯁꯤꯂꯤ ꯁꯤꯁꯤꯂꯤꯒꯤ ꯏꯊꯠꯇ ꯆꯠꯈꯤ, ꯂꯥꯏꯔꯕ ꯗꯤꯗꯣꯕꯨ ꯑꯋꯥꯕ ꯄꯣꯛꯍꯟꯈꯤ ꯑꯃꯁꯨꯡ ꯑꯔꯣꯏꯕꯗ ꯃꯁꯥ ꯃꯇꯣꯝꯇ ꯁꯤꯖꯈꯤ꯫ ꯖꯨꯅꯣꯅ ꯑꯦꯅꯤꯌꯥꯁ ꯊꯤꯡꯅꯕ ꯃꯈꯥ ꯇꯥꯅ ꯍꯣꯠꯅꯈꯤ ꯁꯤꯁꯤꯂꯤꯗ ꯇ꯭ꯔꯣꯖꯟ ꯅꯨꯄꯤꯁꯤꯡꯕꯨ ꯍꯤꯁꯤꯡ ꯃꯩ ꯊꯥꯅꯕ ꯊꯦꯝꯖꯤꯟꯈꯤ꯫ ꯃꯊꯪꯗ, ꯖꯨꯅꯣꯅ ꯁꯦꯝꯈꯤꯕ ꯁꯃꯨꯗ꯭ꯔꯗ ꯅꯣꯡꯂꯩ-ꯅꯨꯡꯁꯤꯠ ꯑꯃ ꯅꯦꯞꯇꯨꯟꯅ ꯑꯊꯤꯡꯕ ꯄꯤꯈꯤꯕ ꯃꯇꯝꯗ ꯃꯥꯏ ꯄꯥꯛꯈꯤꯗꯦ, ꯑꯦꯅꯤꯌꯥꯁꯀꯤ ꯅꯨꯡꯁꯤꯕꯒꯤꯗꯃꯛ ꯅꯠꯇꯦ, ꯑꯗꯨꯕꯨ ꯖꯨꯅꯣꯅ ꯃꯍꯥꯛꯀꯤ ꯂꯝꯗ ꯑꯌꯦꯠꯄ ꯄꯤꯕꯗ ꯃꯍꯥꯛꯅ ꯅꯨꯡꯉꯥꯏꯇꯕ ꯑꯗꯨꯅ ꯃꯔꯝ ꯑꯣꯏꯗꯨꯅ ꯃꯥꯏ ꯄꯥꯛꯈꯤꯗꯦ꯫ ꯚꯔꯖꯤꯜꯒꯤ ꯃꯇꯨꯡ ꯏꯟꯅ, ꯖꯨꯅꯣꯒꯤ ꯋꯥꯍꯩ ꯑꯗꯨ ꯊꯨꯒꯥꯏꯈꯤ ꯑꯃꯁꯨꯡ ꯅꯨꯄꯥꯁꯤꯡ ꯑꯗꯨ ꯏꯇꯥꯂꯤꯒꯤ ꯂꯩꯕꯥꯛꯇ ꯆꯦꯟꯂꯤꯟꯈꯤ ꯆꯦꯛꯁꯤꯟꯅ ꯇꯥꯈꯤ꯫ ꯂꯦꯝꯍꯧꯔꯤꯕꯁꯤꯡ, ꯇꯁꯦꯡꯅ ꯔꯣꯝ ꯂꯤꯡꯈꯠꯈꯤꯕ ꯑꯃꯁꯨꯡ ꯔꯣꯃꯨꯂꯁ ꯑꯃꯁꯨꯡ ꯔꯦꯃꯁꯀꯤ ꯄꯣꯛꯄꯒꯤ ꯑꯔꯤꯕ ꯋꯥꯔꯤꯒꯤ ꯂꯝꯗ ꯇꯥꯏ꯫ ꯒ꯭ꯔꯤꯛ ꯆꯠꯅꯕꯤ ꯂꯥꯛꯂꯕ ꯃꯇꯨꯡꯗ ꯔꯣꯃꯥꯟ ꯂꯥꯏꯅꯤꯡꯒꯤ ꯑꯔꯤꯕ ꯋꯥꯔꯤꯁꯤꯡ ꯑꯃꯁꯨꯡ ꯃꯁꯤꯒꯤ ꯂꯥꯏꯁꯤꯡꯒꯤ ꯃꯁꯛ ꯇꯥꯛꯄꯁꯤꯡ ꯑꯗꯨ ꯆꯌꯦꯠꯅꯕ ꯑꯣꯏꯔꯛꯈꯤ꯫ ꯔꯣꯃꯥꯟ ꯅꯠꯇ꯭ꯔꯒ ꯒ꯭ꯔꯤꯛ ꯑꯣꯏꯔꯕꯁꯨ ꯂꯥꯏꯁꯤꯡꯒꯤ ꯃꯇꯥꯡꯗ ꯋꯥꯔꯤꯁꯤꯡ ꯑꯁꯤ ꯑꯃꯒ ꯑꯃꯒ ꯌꯥꯟꯁꯤꯟꯅꯔꯛꯏ꯫ ꯖꯨꯅꯣ, ꯒ꯭ꯔꯤꯛ ꯍꯦꯔꯥꯒ ꯌꯥꯝꯅ ꯅꯛꯅꯕ ꯃꯔꯤ ꯂꯩꯅꯔꯕꯁꯨ, ꯃꯁꯥꯃꯛꯀꯤ ꯑꯣꯏꯅ, ꯃꯔꯨꯑꯣꯏꯕ ꯂꯥꯏ ꯑꯃ ꯑꯣꯏꯔꯝꯃꯤ꯫ ꯃꯍꯥꯛ ꯅꯨꯄꯤꯁꯤꯡꯕꯨ ꯉꯥꯛꯄꯤ-ꯁꯦꯟꯕꯤꯕ, ꯃꯄꯥꯡꯒꯜ ꯀꯟꯕ ꯖꯨꯄꯤꯇꯔꯒꯤ ꯂꯣꯏꯅꯕꯤ ꯑꯣꯏꯈꯤ꯫ ꯃꯍꯥꯛ ꯂꯥꯟꯒꯤ ꯂꯥꯏ ꯃꯥꯔꯁꯀꯤ ꯃꯃꯥꯅꯤ꯫ ꯑꯗꯨꯝ ꯑꯣꯏꯅꯃꯛ, ꯇꯞꯅ-ꯇꯞꯅ, ꯂꯥꯏꯁꯤꯡꯒꯤ ꯑꯀꯣꯏꯕꯗ ꯂꯩꯕ ꯑꯔꯤꯕ ꯋꯥꯔꯤ ꯄꯨꯝꯅꯃꯛ ꯖꯨꯄꯤꯇꯔ, ꯖꯨꯅꯣ, ꯅꯦꯞꯇꯨꯟ ꯑꯃꯁꯨꯡ ꯑꯇꯩ ꯄꯨꯝꯅꯃꯛ ꯈ꯭ꯔꯤꯁꯇ꯭ꯌꯥꯟ ꯂꯥꯏꯅꯤꯡ ꯊꯣꯛꯂꯛꯄꯒ ꯂꯣꯏꯅꯅ ꯃꯥꯡꯈꯤ꯫